ꯁ꯭ꯃꯥꯔꯠꯐꯣꯟ ꯑꯁꯤ ꯍꯧꯖꯤꯛ ꯃꯥꯂꯦꯝ ꯄꯨꯝꯕꯗ ꯃꯤꯑꯣꯏ ꯀꯌꯥꯅ ꯁꯤꯖꯤꯟꯅꯔꯤꯕ ꯈ꯭ꯋꯥꯏꯗꯒꯤ ꯃꯃꯤꯡ ꯆꯠꯄ ꯈꯨꯠꯂꯥꯏꯁꯤꯡꯒꯤ ꯃꯅꯨꯡꯗ ꯑꯃꯅꯤ꯫ ꯃꯈꯣꯏꯅ ꯇꯣꯉꯥꯟ ꯇꯣꯉꯥꯟꯕ ꯃꯈꯜꯒꯤ ꯄꯥꯎ ꯐꯥꯎꯅꯕꯇ ꯅꯠꯇꯅ ꯃ꯭ꯌꯨꯖꯤꯛ ꯇꯥꯕ, ꯐꯣꯇꯣ ꯑꯃꯁꯨꯡ ꯚꯤꯗꯤꯑꯣ ꯂꯧꯕ ꯐꯤꯜꯃ ꯌꯦꯡꯕ ꯑꯃꯁꯨꯡ ꯒꯦꯝ ꯁꯥꯟꯅꯕꯗꯁꯨ ꯁꯤꯖꯤꯟꯅꯕ ꯌꯥꯏ꯫ ꯁ꯭ꯃꯥꯔꯠꯐꯣꯟꯁꯤꯡ ꯑꯁꯤ ꯃꯥꯂꯦꯝ ꯁꯤꯟꯕ ꯊꯨꯡꯅ ꯄꯥꯛ ꯁꯟꯅ ꯁꯤꯖꯤꯟꯅꯔꯤ꯫ ꯃꯁꯤꯅ ꯇꯣꯉꯥꯟ ꯇꯣꯉꯥꯟꯕ ꯄꯥꯎ ꯐꯥꯎꯅꯕꯒꯤ ꯄꯥꯝꯕꯩꯁꯤꯡ, ꯃ꯭ꯌꯨꯖꯤꯛ ꯇꯥꯕ ꯐꯣꯇꯣ ꯅꯠꯇ꯭ꯔꯒ ꯚꯤꯗꯤꯑꯣ ꯂꯧꯕ ꯁꯤꯅꯦꯃꯥ ꯌꯦꯡꯕ ꯑꯃꯁꯨꯡ ꯒꯦꯝ ꯁꯥꯟꯅꯕ ꯑꯁꯤꯅꯆꯤꯡꯕ ꯅꯨꯡꯉꯥꯏꯕ ꯐꯣꯡꯗꯣꯛꯄꯒꯤ ꯑꯣꯐꯁꯟꯁꯤꯡ ꯄꯤꯔꯤ꯫ ꯑꯃꯗꯒꯤ ꯃꯉꯥꯐꯥꯎꯕꯒꯤ ꯁ꯭ꯀꯦꯜꯗ ꯃꯈꯥꯗ ꯄꯤꯔꯤꯕ ꯔꯦꯁ꯭ꯇꯣꯔꯦꯟꯇ ꯔꯤꯚꯤꯌꯨ ꯑꯁꯤ ꯔꯦꯠ ꯇꯧꯕꯤꯌꯨ꯫ "ꯔꯦꯁ꯭ꯇꯣꯔꯦꯟꯇ ꯑꯁꯤꯒꯤ ꯆꯥꯅꯕ ꯄꯣꯠꯂꯝꯁꯤꯡ ꯑꯁꯤ ꯇꯁꯦꯡꯅ ꯐꯠꯇꯕ ꯑꯣꯏꯈꯤ ꯑꯃꯁꯨꯡ ꯁꯔꯕꯤꯁ ꯑꯁꯤ ꯑꯀꯤꯕ ꯄꯣꯛꯈꯤ꯫ ꯑꯩꯍꯥꯛ ꯑꯊꯨꯕ ꯃꯇꯝꯗ ꯍꯜꯂꯛꯂꯣꯏ꯫" ꯑꯄꯤꯕꯥ ꯏꯅꯄꯨꯠ ꯑꯗꯨꯗ ꯌꯨꯝꯐꯝ ꯑꯣꯏꯔꯒ ꯑꯩꯍꯥꯛꯅ ꯔꯤꯚꯤꯌꯨ ꯑꯁꯤꯕꯨ ꯃꯉꯥꯒꯤ ꯃꯅꯨꯡꯗꯥ ꯑꯃ ꯍꯥꯏꯅ ꯔꯦꯠ ꯇꯧꯒꯅꯤ ꯃꯔꯝꯗꯤ ꯃꯁꯤꯅ ꯔꯦꯁ꯭ꯇꯣꯔꯦꯟꯇ ꯑꯗꯨꯗ ꯌꯥꯝꯅ ꯅꯦꯒꯦꯇꯤꯕ ꯑꯣꯏꯕ ꯑꯦꯛꯁꯄꯔꯤꯌꯦꯟꯁ ꯑꯃꯥ ꯄꯤꯔꯤ꯫ ꯃꯁꯤꯅ ꯆꯤꯟꯖꯥꯛ ꯑꯃꯁꯨꯡ ꯁꯔꯕꯤꯁ ꯑꯅꯤꯃꯛꯇ ꯀ꯭ꯔꯤꯇꯤꯀꯦꯜ ꯇꯧꯏ꯫ ꯍꯦꯟꯅ ꯐꯕ ꯃꯇꯝ ꯂꯦꯞꯄꯒꯤ ꯁ꯭ꯀꯤꯜꯁꯤꯡ ꯁꯦꯝꯒꯠꯅꯕ ꯇꯤꯄꯁ ꯈꯔꯗꯤ ꯀꯔꯤꯅꯣ? ꯇꯁꯦꯡꯕ ꯄꯥꯟꯗꯝꯁꯤꯡ ꯊꯝꯕ: ꯅꯍꯥꯛꯀꯤ ꯄꯥꯟꯗꯝꯁꯤꯡ ꯑꯗꯨ ꯐꯪꯕ ꯉꯝꯅꯕ ꯑꯀꯛꯅꯕ, ꯃꯥꯄꯜꯒꯤ ꯑꯣꯏꯕ, ꯐꯪꯕ ꯌꯥꯕ ꯃꯔꯤ ꯂꯩꯅꯕꯡꯑꯃꯁꯨꯡ ꯃꯇꯝ ꯀꯨꯏꯅ ꯆꯠꯄ ꯐ꯭ꯔꯦꯃꯋꯥꯔꯛ ꯁꯤꯖꯤꯟꯅꯗꯨꯅ ꯊꯕꯛꯁꯤꯡ ꯑꯃꯁꯨꯡ ꯁꯕꯇꯥꯁ꯭ꯛꯁꯤꯡ ꯁꯦꯝꯗꯨꯅ ꯍꯧꯒꯗꯕꯅꯤ꯫ ꯅꯍꯥꯛꯀꯤ ꯊꯕꯚꯁꯤꯡꯗ ꯃꯔꯨ ꯑꯣꯏꯕ ꯄꯤꯌꯨ: ꯅꯍꯥꯛꯀꯤ ꯊꯕꯛꯁꯤꯡ ꯑꯗꯨ ꯀꯦꯇꯦꯒꯣꯔꯤꯁꯤꯡꯗ ꯈꯥꯏꯗꯣꯛꯎ: ꯈꯨꯗꯛꯀꯤ ꯑꯣꯏꯕ ꯑꯃꯁꯨꯡ ꯇꯉꯥꯏꯐꯗꯕ, ꯇꯉꯥꯏꯐꯗꯕ ꯑꯗꯨꯕꯨ ꯈꯨꯗꯛꯀꯤ ꯑꯣꯏꯕ ꯅꯠꯇꯕ, ꯇꯉꯥꯏꯐꯗꯕ ꯑꯣꯏꯗꯕ ꯑꯗꯨꯕꯨ ꯃꯇꯝ ꯀꯨꯏꯅ ꯆꯠꯀꯗꯕ, ꯑꯃꯁꯨꯡ ꯇꯉꯥꯏꯐꯗꯕ ꯑꯃꯁꯨꯡ ꯇꯉꯥꯏꯐꯗꯕ ꯑꯣꯏꯗꯕ꯫ ꯑꯗꯨꯗꯒꯤ ꯊꯕꯛꯁꯤꯡ ꯑꯗꯨ ꯃꯔꯨꯑꯣꯏꯕꯒꯤ ꯃꯇꯨꯡ ꯏꯟꯅ ꯑꯣꯔꯗꯔ ꯇꯧꯕꯤꯌꯨ ꯃꯗꯨꯅ ꯅꯍꯥꯛꯀꯤ ꯃꯇꯝ ꯑꯗꯨ ꯈ꯭ꯋꯥꯏꯗꯒꯤ ꯐꯕ ꯃꯑꯣꯡꯗ ꯁꯤꯖꯤꯟꯅꯕ ꯌꯥꯒꯅꯤ꯫ ꯄ꯭ꯂꯥꯅꯔ ꯅꯠꯇ꯭ꯔꯒ ꯀꯦꯂꯦꯟꯗꯔ ꯑꯃ ꯁꯤꯖꯤꯟꯅꯧ: ꯅꯍꯥꯛꯅ ꯐꯤꯖꯤꯀꯦꯜ ꯄ꯭ꯂꯥꯅꯔ ꯑꯃ ꯅꯠꯇ꯭ꯔꯒ ꯗꯤꯖꯤꯇꯦꯜ ꯀꯦꯂꯦꯟꯗꯔ ꯑꯃ ꯄꯥꯝꯂꯕꯁꯨ ꯅꯍꯥꯛꯀꯤ ꯅꯨꯃꯤꯠ ꯑꯗꯨ ꯁꯦꯗ꯭ꯌꯨꯜ ꯇꯧꯅꯕ ꯑꯃꯁꯨꯡ ꯅꯍꯥꯛꯀꯤ ꯑꯦꯄꯣꯏꯟꯇꯃꯦꯟꯇꯁꯤꯡ ꯑꯃꯁꯨꯡ ꯗꯦꯗꯂꯥꯏꯟꯁꯤꯡ ꯑꯗꯨ ꯌꯦꯡꯁꯤꯟꯅꯕ ꯁꯤꯖꯤꯟꯅꯧ꯫ ꯋꯥꯈꯜ ꯅꯨꯡꯉꯥꯏꯇꯕ ꯍꯟꯊꯍꯟꯕ: ꯅꯍꯥꯛꯀꯤ ꯀꯃꯟ ꯑꯣꯏꯕ ꯋꯥꯈꯜ ꯅꯨꯡꯉꯥꯏꯇꯕ ꯍꯥꯏꯕꯗꯤ ꯁꯣꯁꯤꯑꯦꯜ ꯃꯦꯗꯤꯌꯥ ꯅꯠꯇꯔꯒ ꯏꯃꯦꯏꯜ ꯅꯣꯇꯤꯐꯤꯀꯦꯁꯟꯁꯤꯡ ꯈꯪꯗꯣꯛꯎ ꯑꯃꯁꯨꯡ ꯃꯈꯣꯏꯕꯨ ꯂꯧꯊꯣꯛꯅꯕ ꯅꯠꯇ꯭ꯔꯒ ꯍꯟꯊꯍꯟꯅꯕ ꯄꯥꯝꯕꯩꯁꯤꯡ ꯊꯤꯌꯨ꯫ ꯈꯨꯗꯝ ꯑꯣꯏꯅ ꯅꯣꯇꯤꯐꯤꯀꯦꯁꯟꯁꯤꯡ ꯑꯣꯐ ꯇꯧꯕ ꯅꯠꯇ꯭ꯔꯒ ꯁꯣꯁꯤꯑꯦꯜ ꯃꯦꯗꯤꯌꯥ ꯆꯦꯛ ꯇꯧꯅꯕ ꯑꯀꯛꯅꯕ ꯃꯇꯝ ꯂꯦꯞꯄꯅ ꯅꯍꯥꯛꯀꯤ ꯊꯕꯛꯁꯤꯡꯗ ꯃꯤꯠꯌꯦꯡ ꯊꯝꯕꯗ ꯃꯇꯦꯡ ꯄꯥꯡꯒꯅꯤ꯫ ꯃꯜꯇꯤꯇꯥꯁ꯭ꯀꯤꯡꯗꯒꯤ ꯂꯥꯞꯅꯥ ꯂꯩꯌꯨ: ꯊꯕꯛ ꯀꯌꯥ ꯑꯃ ꯑꯃꯨꯛ ꯍꯟꯅ ꯇꯧꯅꯕ ꯍꯣꯠꯅꯕꯒꯤ ꯃꯍꯨꯠꯇ ꯃꯇꯝ ꯑꯃꯗ ꯊꯕꯛ ꯑꯃꯗ ꯃꯤꯠꯌꯦꯡ ꯊꯝꯃꯨ꯫ ꯃꯁꯤꯅ ꯊꯕꯛ ꯈꯨꯗꯤꯡꯃꯛ ꯌꯥꯡꯅ ꯑꯃꯁꯨꯡ ꯍꯦꯟꯅ ꯑꯆꯨꯝꯕ ꯃꯑꯣꯡꯗ ꯃꯄꯨꯡ ꯐꯥꯍꯟꯕꯗ ꯃꯇꯦꯡ ꯄꯥꯡꯒꯅꯤ꯫ ꯁꯤꯟꯅꯅꯕ ꯇꯝꯁꯤꯜꯂꯨ: ꯀꯔꯤꯒꯨꯝꯕ ꯅꯍꯥꯛꯅ ꯇꯧꯕ ꯉꯝꯕ ꯂꯩꯔꯕꯗꯤ ꯅꯍꯥꯛꯀꯤ ꯊꯕꯛ ꯈꯔꯗꯤ ꯑꯇꯣꯞꯄꯁꯤꯡꯗꯥ꯫ ꯁꯤꯟꯅꯧ꯫ ꯃꯁꯤꯅ ꯑꯗꯣꯝꯗ ꯈ꯭ꯋꯥꯏꯗꯒꯤ ꯃꯔꯨꯑꯣꯏꯕ ꯊꯕꯛꯁꯤꯡꯗ ꯃꯤꯠꯌꯦꯡ ꯊꯝꯅꯕ ꯃꯇꯝ ꯍꯦꯟꯅ ꯐꯪꯍꯜꯂꯒꯅꯤ꯫ ꯕ꯭ꯔꯦꯛ ꯂꯧꯕꯥ: ꯆꯥꯡ ꯅꯥꯏꯅ ꯕ꯭ꯔꯦꯛ ꯂꯧꯕꯅ ꯅꯍꯥꯛꯄꯨ ꯔꯤꯆꯥꯔꯖ ꯇꯧꯕꯗ ꯑꯃꯁꯨꯡ ꯅꯨꯃꯤꯠ ꯈꯨꯗꯤꯡꯒꯤ ꯃꯤꯠꯌꯦꯡ ꯆꯪꯕꯗ ꯃꯇꯦꯡ ꯄꯥꯡꯏ꯫ ꯌꯦꯡꯁꯤꯟꯕ ꯑꯃꯁꯨꯡ ꯋꯥꯈꯜ ꯈꯟꯕ: ꯅꯨꯃꯤꯠ ꯈꯨꯗꯤꯡꯒꯤ ꯂꯣꯏꯔꯛꯄꯗ, ꯅꯍꯥꯛꯅ ꯄꯥꯡꯊꯣꯛꯈꯤꯕ ꯊꯕꯛꯁꯤꯡ ꯑꯃꯁꯨꯡ ꯍꯌꯦꯡ ꯅꯍꯥꯛꯅ ꯍꯦꯟꯅ ꯐꯕ ꯊꯕꯛ ꯇꯧꯕ ꯌꯥꯕꯁꯤꯡ ꯑꯗꯨꯒꯤ ꯃꯇꯥꯡꯗ ꯃꯤꯅꯤꯠ ꯈꯔꯅꯤ ꯈꯟꯕꯤꯌꯨ꯫ ꯃꯇꯝꯒꯤ ꯃꯇꯨꯡꯏꯟꯅ ꯅꯍꯥꯛꯀꯤ ꯇꯥꯏꯝ ꯃꯦꯅꯦꯖꯃꯦꯟꯇ ꯁ꯭ꯀꯤꯜꯁꯤꯡꯗ ꯑꯍꯣꯡꯕ ꯄꯨꯔꯛꯅꯕꯒꯤꯗꯃꯛ ꯏꯅꯐꯣꯔꯃꯦꯁꯟ ꯑꯁꯤ ꯁꯤꯖꯤꯟꯅꯧ꯫